ꯁꯥꯏꯀꯣꯂꯣꯖꯤꯀꯦꯜ ꯗꯤꯐꯦꯟꯁ ꯑꯍꯨꯝꯒꯤ ꯃꯃꯤꯡ ꯊꯣꯟꯅꯕꯤꯌꯨ꯫ ꯌꯥꯗꯕꯥ: ꯗꯤꯐꯦꯟꯁ ꯃꯦꯀꯥꯅꯤꯖꯝ ꯑꯁꯤꯅ ꯃꯤꯑꯣꯏ ꯑꯃꯅ ꯐꯤꯚꯝ ꯅꯠꯇ꯭ꯔꯒ ꯐꯤꯚꯝ ꯑꯃꯒꯤ ꯔꯤꯑꯦꯂꯤꯇꯤ ꯑꯗꯨ ꯌꯥꯕ ꯅꯠꯇ꯭ꯔꯒ ꯈꯪꯗꯣꯛꯄ ꯉꯝꯗꯕꯥ ꯅꯠꯇ꯭ꯔꯒ ꯋꯥꯈꯜ ꯅꯨꯡꯉꯥꯏꯇꯕꯗꯒꯤ ꯉꯥꯛꯊꯣꯛꯅꯕ ꯍꯥꯏꯕꯁꯤꯕꯨ ꯈꯪꯅꯩ꯫ ꯔꯤꯄ꯭ꯔꯦꯁꯟ: ꯇꯉꯥꯏꯐꯗꯅꯥ, ꯔꯤꯄ꯭ꯔꯦꯁꯟ ꯍꯥꯏꯕꯁꯤ ꯃꯤꯑꯣꯏ ꯑꯗꯨꯅ ꯃꯈꯥ ꯇꯥꯅ ꯑꯌꯣꯛ ꯑꯋꯥꯕ ꯃꯥꯌꯣꯛꯅꯕꯗ ꯑꯃꯁꯨꯡ ꯅꯨꯡꯉꯥꯏꯇꯕ ꯊꯣꯛꯍꯜꯂꯤꯕ ꯅꯤꯡꯁꯤꯡꯕ ꯅꯠꯇ꯭ꯔꯒ ꯋꯥꯈꯜꯁꯤꯡ ꯑꯗꯨ ꯑꯅꯛꯄꯥ ꯋꯥꯈꯜꯗ ꯄꯨꯁꯤꯜꯂꯛꯄꯥ ꯊꯧꯑꯣꯡ ꯑꯗꯨꯕꯨꯅꯤ꯫ ꯔꯦꯁꯅꯦꯂꯥꯏꯖꯦꯁꯟ: ꯃꯁꯤꯒꯤ ꯗꯤꯐꯦꯟꯁ ꯃꯦꯀꯥꯅꯤꯖꯝ ꯑꯁꯤꯅ ꯃꯤꯑꯣꯏ ꯑꯃꯅ ꯃꯈꯣꯏꯒꯤ ꯂꯝꯆꯠ-ꯁꯥꯖꯠ ꯅꯠꯇ꯭ꯔꯒ ꯋꯥꯔꯦꯞꯁꯤꯡꯕꯨ ꯆꯨꯝꯊꯣꯛꯅꯕ ꯍꯣꯠꯅꯔꯤꯕ ꯊꯧꯑꯣꯡ ꯑꯗꯨꯕꯨ ꯈꯪꯅꯩ, ꯃꯗꯨꯕꯨ ꯃꯄꯨꯡꯐꯥꯅ ꯑꯆꯨꯝꯕ ꯅꯠꯇ꯭ꯔꯒ ꯑꯆꯨꯝꯕ ꯑꯣꯏꯗ꯭ꯔꯕꯁꯨ, ꯔꯦꯁꯅꯦꯜ ꯑꯣꯏꯕ, ꯂꯣꯖꯤꯀꯦꯜ ꯑꯣꯏꯕ ꯅꯠꯇ꯭ꯔꯒ ꯌꯥꯕ ꯃꯑꯣꯡꯗ ꯂꯥꯛꯄ ꯃꯌꯦꯛ ꯁꯦꯡꯅ ꯇꯥꯛꯄꯁꯤꯡꯒ ꯂꯣꯏꯅꯅ ꯂꯥꯛꯄ ꯊꯧꯑꯣꯡ ꯑꯗꯨꯕꯨꯅꯤ꯫ ꯗꯤꯖꯤꯇꯦꯜ ꯖꯔꯅꯦꯂꯤꯖꯝꯒꯤ ꯃꯇꯥꯡꯗ ꯋꯥꯐꯝ ꯑꯁꯤ ꯋꯥꯍꯩ ꯀꯨꯟꯊ꯭ꯔꯥꯗꯥ ꯁꯝꯖꯤꯟꯅꯕꯤꯌꯨ꯫ ꯁ꯭ꯃꯥꯔꯠꯐꯣꯟ ꯑꯃꯁꯨꯡ ꯗꯤꯖꯤꯇꯦꯜ ꯀꯦꯃꯦꯔꯥꯒꯨꯝꯕ ꯇꯦꯛꯅꯣꯂꯣꯖꯤꯗꯥ ꯑꯍꯣꯡꯕ ꯂꯥꯛꯄꯅ ꯃꯔꯝ ꯑꯣꯏꯗꯨꯅ ꯄꯥꯎꯃꯤꯁꯤꯡꯅ ꯃꯈꯣꯏꯒꯤ ꯋꯥꯔꯤꯁꯤꯡ ꯃꯥꯂꯦꯝꯗ ꯌꯥꯝꯅ ꯊꯨꯅꯥ ꯑꯃꯁꯨꯡ ꯌꯥꯝꯅ ꯂꯥꯏꯅ ꯁꯟꯗꯣꯛꯄ ꯉꯝꯅꯅꯕꯒꯤ ꯍꯧꯈꯤꯕꯥ ꯆꯍꯤ ꯈꯔꯁꯤꯗ ꯗꯤꯖꯤꯇꯦꯜ ꯖꯔꯅꯦꯂꯤꯖꯝ ꯑꯁꯤ ꯍꯦꯟꯅꯥ ꯆꯠꯅꯔꯛꯂꯤ꯫ ꯁ꯭ꯃꯥꯔꯠꯐꯣꯟ ꯑꯃꯁꯨꯡ ꯗꯤꯖꯤꯇꯦꯜ ꯀꯦꯃꯦꯔꯥꯒꯨꯝꯕ ꯇꯦꯛꯅꯣꯂꯣꯖꯤꯒꯤ ꯑꯍꯣꯡꯕꯁꯤꯡꯅꯥ ꯃꯔꯝ ꯑꯣꯏꯗꯨꯅ ꯗꯤꯖꯤꯇꯦꯜ ꯖꯔꯅꯦꯂꯤꯖꯝ ꯑꯁꯤ ꯍꯦꯟꯒꯠꯂꯛꯂꯤ, ꯃꯁꯤꯅ ꯋꯥꯔꯤꯁꯤꯡ ꯊꯨꯅꯥ ꯑꯃꯁꯨꯡ ꯌꯥꯝꯅ ꯂꯥꯏꯅ ꯁꯦꯌꯔ ꯇꯧꯕ ꯉꯝꯍꯜꯂꯤ꯫ ꯀꯣꯕꯤꯗ-ꯅꯥꯏꯟꯇꯤꯟ ꯁꯟꯗꯣꯔꯛꯄꯗꯒꯤ ꯉꯥꯛꯊꯣꯛꯅꯕ ꯊꯧꯔꯥꯡ ꯃꯉꯥꯒꯤ ꯂꯤꯁ ꯑꯃ ꯁꯦꯝꯕ꯫ ꯆꯥꯡ ꯅꯥꯏꯅ ꯈꯨꯠ ꯍꯥꯝꯗꯣꯡꯄ: ꯌꯥꯝꯗ꯭ꯔꯕꯗꯥ ꯁꯦꯀꯦꯟ ꯀꯨꯟ ꯐꯥꯎꯕ ꯁꯥꯄꯣꯟ ꯑꯃꯁꯨꯡ ꯏꯁꯤꯡ ꯁꯤꯖꯤꯟꯅꯗꯨꯅ ꯌꯥꯝꯅ ꯇꯣꯏꯅꯥ ꯈꯨꯠ ꯍꯥꯝꯗꯣꯛꯎ ꯅꯠꯇ꯭ꯔꯒ ꯀꯔꯤꯒꯨꯝꯕ ꯁꯦꯡꯗꯣꯛꯄ ꯉꯝꯗ꯭ꯔꯕꯗꯤ ꯌꯨꯝꯗ ꯌꯨꯝꯐꯝ ꯑꯣꯏꯕ ꯍꯦꯟ ꯁꯦꯅꯤꯇꯥꯏꯖꯔ ꯁꯤꯖꯤꯟꯅꯧ꯫ ꯁꯣꯁꯤꯑꯦꯜ ꯗꯤꯁꯇꯦꯟꯁꯤꯡ: ꯑꯇꯣꯞꯄꯁꯤꯡꯗꯒꯤ ꯑꯇꯣꯞꯄꯁꯤꯡꯗꯒꯤ ꯌꯥꯝꯗ꯭ꯔꯕꯗꯥ ꯐꯨꯠ ꯇꯔꯨꯛ ꯂꯥꯞꯅ ꯂꯩꯕꯥ, ꯑꯆꯧꯕ ꯃꯤ ꯇꯤꯟꯕ ꯑꯃꯁꯨꯡ ꯃꯤ ꯌꯥꯝꯅ ꯇꯤꯟꯕ ꯃꯐꯝꯁꯤꯡꯗꯒꯤ ꯂꯥꯞꯊꯣꯛꯅ ꯂꯩꯍꯟꯕꯥ,ꯇ꯭ꯔꯥꯟꯁꯃꯤꯁꯟꯒꯤ ꯔꯤꯛꯁ ꯍꯟꯊꯍꯟꯅꯕꯥ꯫ ꯃꯥꯁ꯭ꯛ ꯎꯞꯄꯥ: ꯃꯤꯌꯥꯝꯒꯤ ꯃꯐꯝꯁꯤꯡꯗ, ꯃꯔꯨꯑꯣꯏꯅ ꯁꯣꯁꯤꯑꯦꯜ ꯗꯤꯁꯇꯦꯟꯁꯤꯡ ꯊꯝꯕ ꯌꯥꯝꯅ ꯂꯨꯕ ꯃꯇꯝꯗ ꯐꯦꯁ ꯃꯥꯁ꯭ꯛ ꯅꯠꯇ꯭ꯔꯒ ꯐꯦꯁ ꯀꯚꯔꯤꯡ ꯁꯤꯖꯤꯟꯅꯧ꯫ ꯔꯦꯁꯄꯤꯔꯦꯇ꯭ꯔꯤ ꯍꯥꯏꯖꯤꯟ ꯄ꯭ꯔꯦꯛꯇꯤꯁ ꯇꯧꯕꯤꯌꯨ: ꯀꯣꯛ ꯆꯤꯛꯄ ꯅꯠꯇ꯭ꯔꯒ ꯈꯣꯡ ꯍꯥꯝꯕ ꯃꯇꯝꯗ ꯅꯍꯥꯛꯀꯤ ꯃꯤꯠ ꯑꯃꯁꯨꯡ ꯅꯥꯀꯣꯡ ꯑꯗꯨ ꯇꯤꯁꯨ ꯑꯃꯅꯥ ꯀꯨꯞꯁꯤꯜꯂꯨ ꯑꯃꯁꯨꯡ ꯇꯤꯁꯨ ꯑꯗꯨ ꯈꯨꯗꯛꯇꯥ ꯊꯥꯗꯣꯛꯎ꯫ ꯀꯔꯤꯒꯨꯝꯕ ꯅꯍꯥꯛꯅꯥ ꯇꯤꯁꯨ ꯑꯃ ꯂꯩꯔꯕꯗꯤ, ꯅꯍꯥꯛꯀꯤ ꯈꯣꯡꯄꯥꯛ ꯑꯗꯨꯒꯤ ꯀ꯭ꯔꯨꯛ ꯑꯗꯨ ꯁꯤꯖꯤꯟꯅꯧ꯫ ꯑꯅꯥꯕ ꯃꯇꯝꯗ ꯌꯨꯝꯗꯥ ꯂꯩꯕ: ꯀꯔꯤꯒꯨꯝꯕ ꯅꯍꯥꯛꯅ ꯀꯣꯕꯤꯠ-ꯅꯥꯏꯟꯇꯤꯟꯒꯤ ꯂꯥꯏꯑꯣꯡ ꯑꯃ ꯍꯦꯛꯇꯥ ꯂꯩꯔꯕꯗꯤ ꯂꯥꯏꯍꯧ, ꯀꯣꯛ ꯆꯤꯛꯄ, ꯑꯃꯁꯨꯡ ꯁꯣꯔ ꯍꯣꯟꯕ ꯋꯥꯠꯄ ꯌꯥꯎꯔꯕꯗꯤ, ꯚꯥꯏꯔꯁ ꯑꯁꯤ ꯑꯇꯣꯞꯄꯗꯥ ꯁꯟꯗꯣꯛꯄ ꯌꯥꯗꯅꯕ ꯃꯦꯗꯤꯀꯦꯜꯒꯤ ꯃꯇꯦꯡ ꯂꯧꯕꯤꯌꯨ ꯑꯃꯁꯨꯡ ꯌꯨꯝꯗꯥ ꯂꯩꯕꯤꯌꯨ꯫